ꯇꯦꯔꯥꯀꯣꯠ ꯂꯥꯟꯃꯤ ꯅꯠꯇ꯭ꯔꯒꯅ ꯇꯦꯔꯥꯀꯣꯠꯇ ꯋꯥꯔꯤꯌꯔꯁ ꯍꯥꯏꯕꯁꯤ ꯆꯥꯏꯅꯥꯒꯤ ꯑꯍꯥꯟꯕ ꯅꯤꯡꯊꯧꯔꯦꯜ ꯆꯤꯟ ꯁꯤ ꯍꯨꯋꯥꯡꯒꯤ ꯂꯥꯟꯃꯤꯁꯤꯡꯒ ꯃꯥꯟꯅꯅ ꯂꯩꯈꯣꯝꯅ ꯁꯥꯈꯤꯕ ꯂꯥꯟꯃꯤꯁꯤꯡꯅꯤ꯫ ꯃꯇꯝꯗꯨꯒꯤ ꯊꯥꯖꯅꯕꯤ ꯑꯃꯒꯤ ꯃꯇꯨꯡꯏꯟꯅ ꯑꯁꯤ ꯂꯩꯕꯥꯛꯇ ꯅꯤꯡꯊꯧꯒꯤ ꯊꯧꯒꯜ ꯇꯧꯔꯨꯅꯕꯒꯤꯗꯃꯛ ꯑꯁꯥꯕ ꯂꯥꯟꯃꯤꯁꯤꯡ ꯑꯗꯨ ꯆꯤ ꯁꯤ ꯍꯨꯋꯥꯡꯒ ꯄꯨꯟꯅ ꯂꯩꯔꯣꯜ ꯆꯟꯈꯤꯕꯅꯤ꯫ ꯈ꯭ꯔꯤꯁꯇꯒꯤ ꯃꯃꯥꯡ ꯑꯍꯨꯝꯁꯨꯕ ꯆꯍꯤꯆꯥꯗ ꯁꯥꯈꯤꯕ ꯂꯥꯟꯃꯤꯁꯤꯡ ꯑꯗꯨ ꯆꯥꯏꯅꯥꯒꯤ ꯁꯟꯖꯤ ꯄ꯭ꯔꯣꯚꯤꯟꯁ ꯃꯅꯨꯡ ꯆꯟꯕ ꯂꯤꯟꯇꯣꯡ ꯗꯤꯁꯇ꯭ꯔꯤꯛꯇ ꯂꯧꯃꯤꯁꯤꯡꯅ ꯀꯨꯝꯖꯥ ꯗ ꯊꯦꯡꯅꯔꯛꯈꯤꯕꯅꯤ꯫ ꯑꯁꯥꯕ ꯂꯥꯟꯃꯤꯁꯤꯡ ꯑꯗꯨ ꯃꯇꯧꯗꯥꯡ ꯈꯦꯟꯅꯕꯒꯤ ꯃꯇꯨꯡꯏꯟꯅ ꯑꯋꯥꯡ ꯑꯅꯦꯝꯁꯨ ꯃꯥꯟꯅꯔꯝꯗꯦ꯫ ꯈ꯭ꯋꯥꯏꯗꯒꯤ ꯋꯥꯡꯕ ꯑꯗꯨꯅ ꯖꯦꯅꯔꯦꯜꯅꯤ ꯍꯥꯏꯔꯤ꯫ ꯈꯣꯡꯃꯤ ꯂꯥꯟꯃꯤ ꯁꯒꯣꯜ ꯒꯥꯔꯤ ꯑꯃꯗꯤ ꯁꯒꯣꯜ ꯀꯌꯥꯒꯤ ꯃꯤꯇꯝꯁꯨ ꯌꯥꯎꯔꯝꯃꯤ꯫ ꯑꯁꯥꯕ ꯂꯥꯟꯃꯤ ꯑꯌꯥꯝꯕ ꯅꯤꯡꯊꯧꯔꯦꯜ ꯆꯤꯟ ꯁꯤ ꯍꯨꯋꯥꯡꯒꯤ ꯃꯣꯡꯐꯝ ꯃꯊꯛꯇ ꯊꯦꯡꯅꯈꯤꯕꯅꯤ꯫ ꯑꯇꯣꯞꯄ ꯀꯣꯝ ꯈꯔꯗꯒꯤ ꯂꯥꯟꯃꯤ ꯅꯠꯇꯕ ꯑꯉꯝ ꯑꯇꯧ ꯁꯥꯟꯅꯔꯣꯏ ꯑꯃꯗꯤ ꯃ꯭ꯌꯨꯖꯤꯁꯤꯌꯥꯟ ꯀꯌꯥꯒꯤ ꯃꯤꯇꯝꯁꯤꯡꯁꯨ ꯊꯦꯡꯅꯈꯤ꯫ ꯀꯨꯝꯖꯥ ꯒꯤ ꯃꯥꯔꯆ ꯀꯨꯟꯃꯥꯄꯟ ꯗ ꯂꯧꯃꯤꯁꯤꯡꯅ ꯃꯥꯎꯟꯠ ꯂꯤꯁꯥꯟꯗ ꯂꯩꯕ ꯅꯤꯡꯊꯧꯔꯦꯜ ꯆꯤꯟ ꯁꯤ ꯍꯨꯋꯥꯡꯒꯤ ꯃꯣꯡꯐꯝ ꯃꯊꯛꯇ ꯒꯨꯍꯥ ꯇꯧꯕꯗ ꯇꯦꯔꯥꯀꯣꯇꯥ ꯑꯥꯔꯃꯤ ꯊꯦꯡꯅꯈꯤꯕꯅꯤ꯫ ꯆꯍꯤꯆꯥ ꯀꯌꯥꯒꯤ ꯃꯃꯥꯡꯗꯒꯤ ꯃꯐꯝꯗꯨꯗ ꯇꯦꯔꯥꯀꯣꯇꯥ ꯋꯥꯔꯤꯌꯔꯒꯤ ꯃꯆꯦꯠ ꯃꯀꯥꯏ ꯊꯦꯡꯅꯕꯒꯤ ꯊꯧꯗꯣꯛ ꯀꯌꯥ ꯊꯣꯛꯈꯤ꯫ ꯑꯗꯨꯕꯨ ꯍꯟꯗꯛꯀꯤ ꯑꯁꯤꯅ ꯈ꯭ꯋꯥꯏꯗꯒꯤ ꯃꯁꯤꯡ ꯌꯥꯝꯅ ꯆꯣꯝꯂꯞ ꯊꯦꯡꯅꯕꯅꯤ꯫ ꯃꯇꯨꯡ ꯇꯥꯔꯛꯄꯗ ꯆꯥꯏꯅꯤꯖ ꯑꯥꯔꯀꯤꯑꯣꯂꯣꯖꯤꯁꯠꯁꯤꯡꯅ ꯊꯤꯖꯤꯟꯕꯗ ꯂꯩꯕꯥꯛꯅ ꯁꯥꯕ ꯃꯤꯇꯝ ꯀꯌꯥꯃꯔꯨꯝ ꯃꯐꯝꯗꯨꯗꯒꯤ ꯐꯪꯈꯤ꯫ ꯅꯤꯡꯊꯧꯔꯦꯜ ꯆꯤꯟ ꯁꯤ ꯍꯨꯋꯥꯡꯒꯤ ꯃꯣꯡꯐꯝ ꯑꯗꯨ ꯃꯥꯎꯟꯠ ꯂꯤꯒꯤ ꯆꯤꯡꯈꯣꯡꯗ ꯂꯩꯕꯥꯛꯅ ꯄꯤꯔꯥꯃꯤꯗꯀꯤ ꯃꯑꯣꯡꯗ ꯁꯦꯝꯕꯅꯤ꯫ꯂꯩꯄꯜꯅ ꯄꯨꯝꯀꯣꯏ ꯀꯣꯏꯁꯤꯟꯕ ꯃꯣꯡꯐꯝ ꯑꯃꯗꯨꯗ ꯑꯣꯐꯤꯁ ꯍꯣꯜ ꯁꯒꯣꯜꯁꯪ ꯑꯃꯗꯤ ꯑꯇꯩ ꯁ꯭ꯇ꯭ꯔꯛꯆꯔ ꯀꯌꯥꯃꯔꯨꯝ ꯂꯩꯔꯝꯃꯤ꯫ ꯃꯣꯡꯐꯝ ꯑꯃꯗꯤ ꯑꯀꯣꯏꯕꯒꯤ ꯐꯤꯚꯝ ꯑꯗꯨ ꯁꯦꯝꯒꯠꯈ꯭ꯔꯕ ꯃꯇꯨꯡ ꯆꯍꯤꯆꯥ ꯑꯅꯤꯔꯣꯝ ꯂꯩꯔꯒ ꯇꯧꯊꯣꯛꯇꯨꯅ ꯌꯦꯡꯂꯨꯕꯗ ꯃꯤꯇꯔ ꯃꯉꯥ ꯐꯨꯠ ꯇꯔꯥꯇꯔꯨꯛ ꯂꯣꯝ ꯋꯥꯡꯅ ꯂꯩꯁꯧ ꯀꯥꯔꯝꯕ ꯊꯦꯡꯅꯈꯤ꯫ꯑꯥꯔꯀꯤꯑꯣꯂꯣꯖꯤꯁꯠꯁꯤꯡꯅ ꯃꯥꯎꯟꯠ ꯂꯤ ꯒꯤ ꯆꯤꯡꯈꯣꯡꯗ ꯂꯩꯕꯥꯛ ꯇꯧꯊꯣꯛꯇꯨꯅ ꯊꯤꯕꯗ ꯑꯇꯣꯞꯄ ꯃꯣꯡꯐꯝ ꯀꯌꯥꯁꯨ ꯊꯦꯡꯅꯈꯤ꯫ ꯍꯤꯁꯇꯣꯔꯤꯌꯥꯟ ꯁꯤꯃꯥ ꯀꯤꯌꯟꯅ ꯏꯗꯨꯅ ꯊꯝꯂꯝꯕ ꯔꯦꯀꯣꯔꯗ ꯃꯇꯨꯡꯏꯟꯅ ꯈ꯭ꯔꯤꯁꯇꯒꯤ ꯃꯃꯥꯡ ꯀꯨꯝꯖꯥ ꯆꯅꯤ ꯅꯤꯝꯐꯨ ꯇꯔꯨꯛꯇ ꯆꯤꯟ ꯁꯤ ꯍꯨꯋꯥꯡꯅ ꯃꯁꯥꯒꯤ ꯆꯍꯤ ꯇꯔꯥꯍꯨꯝꯗꯣꯏ ꯁꯨꯔꯛꯄꯗ ꯅꯤꯡꯊꯧ ꯐꯝꯕꯥꯜ ꯍꯦꯛ ꯂꯥꯡꯕꯒ ꯃꯣꯁꯣꯂꯤꯌꯝ ꯑꯗꯨ ꯁꯦꯝꯒꯠꯄ ꯍꯧꯈ꯭ꯔꯕꯅꯤ ꯍꯥꯏꯔꯤ꯫ ꯃꯗꯨꯗ ꯊꯕꯛ ꯁꯨꯕ ꯃꯤꯑꯣꯏ ꯂꯥꯈ ꯇꯔꯦꯠꯂꯣꯝ ꯁꯤꯖꯤꯟꯅꯔꯝꯃꯤ꯫ ꯇꯦꯔꯥꯀꯣꯇꯥ ꯑꯥꯔꯃꯤꯒꯤ ꯃꯤꯇꯝꯁꯤꯡ ꯑꯗꯨ ꯂꯩꯉꯥꯛꯀꯤ ꯃꯈꯥꯗ ꯂꯩꯕ ꯁꯤꯟꯃꯤꯁꯤꯡ ꯑꯃꯁꯨꯡ ꯃꯈꯨꯠ ꯃꯁꯥ ꯍꯩꯕꯁꯤꯡꯅ ꯑꯐꯪꯕ ꯄꯣꯠꯂꯝ ꯈꯔ ꯁꯤꯖꯤꯟꯅꯔꯒ ꯁꯤꯟꯁꯪꯁꯤꯡꯗ ꯁꯥꯈꯤꯕꯅꯤ꯫ ꯃꯀꯣꯛ ꯃꯈꯣꯡ ꯃꯈꯨꯠ ꯑꯃꯗꯤ ꯍꯛꯆꯥꯡꯒꯤ ꯁꯔꯨꯛꯁꯤꯡ ꯇꯣꯈꯥꯏ ꯇꯣꯈꯥꯏꯅ ꯁꯥꯔꯒ ꯀꯣꯟꯅ ꯄꯨꯜꯂꯞ ꯄꯥꯟꯁꯤꯟꯈꯤ꯫ ꯁꯥꯕ ꯂꯣꯏꯔꯕ ꯃꯇꯨꯡꯗ ꯂꯩꯈꯣꯝ ꯇꯩꯁꯤꯟꯗꯨꯅ ꯃꯑꯣꯡ ꯃꯔꯤꯜ ꯇꯥꯅꯕ ꯁꯦꯝꯈꯤꯕꯅꯤ ꯍꯥꯏꯅ ꯊꯥꯖꯅꯔꯤ꯫ ꯁꯥꯕ ꯂꯣꯏꯔꯕ ꯃꯇꯨꯡꯗ ꯂꯥꯟꯃꯤꯒꯤ ꯃꯤꯇꯝꯁꯤꯡ ꯑꯗꯨ ꯐꯝꯊꯣꯜꯒꯤ ꯃꯇꯨꯡꯏꯟꯅ ꯃꯊꯪ ꯃꯅꯥꯎ ꯅꯥꯏꯅ ꯂꯥꯟꯒꯤ ꯃꯑꯣꯡꯗ ꯀꯣꯝꯖꯥꯎ ꯃꯅꯨꯡꯗ ꯊꯝꯕꯅꯤ꯫ ꯑꯁꯦꯡꯕ ꯃꯤꯒ ꯆꯥꯎꯕ ꯃꯥꯟꯅꯅ ꯁꯦꯝꯕ ꯂꯥꯟꯃꯤꯒꯤ ꯃꯤꯇꯝꯁꯤꯡ ꯑꯗꯨ ꯑꯃꯒ ꯑꯃꯒ ꯃꯁꯛ ꯃꯥꯟꯅꯗꯦ꯫ ꯃꯔꯦꯞꯇ ꯐꯤꯖꯦꯠꯇ ꯑꯃꯗꯤ ꯁꯝꯍꯥꯠꯇꯁꯨ ꯑꯃꯠꯇ ꯃꯥꯟꯅꯗꯦ꯫ ꯑꯁꯦꯡꯕ ꯊꯥꯡ ꯇꯥ ꯑꯃꯗꯤ ꯇꯦꯟꯅꯆꯤꯡꯕ ꯈꯨꯠꯂꯥꯏꯁꯤꯡ ꯄꯥꯏꯕ ꯃꯤꯇꯝꯁꯤꯡ ꯑꯗꯨ ꯇꯣꯉꯥꯟ ꯇꯣꯉꯥꯟꯕ ꯃꯆꯨ ꯃꯃꯦꯟ ꯀꯌꯥ ꯇꯩꯁꯤꯟꯗꯨꯅ ꯍꯦꯛ ꯎꯕꯗ ꯑꯁꯦꯡꯕ ꯃꯤ ꯃꯥꯟꯅꯕ ꯁꯦꯝꯕꯅꯤ꯫ ꯗ ꯐꯥꯔꯁꯠ ꯑꯦꯝꯄꯌꯔ ꯆꯥꯏꯅꯥꯖ ꯇꯦꯔꯥꯀꯣꯇꯥ ꯑꯥꯔꯃꯤ ꯍꯥꯏꯅ ꯃꯤꯡꯊꯣꯟꯕ ꯑꯈꯟꯅꯕ ꯑꯦꯛꯁꯤꯕꯤꯁꯟ ꯑꯃ ꯀꯨꯝꯖꯥ ꯀꯤ ꯁꯦꯞꯇꯦꯝꯕꯔ ꯇꯔꯥꯍꯨꯝꯗꯣꯏ ꯗꯒꯤ ꯀꯨꯝꯖꯥ ꯒꯤ ꯑꯦꯄ꯭ꯔꯤꯜ ꯐꯥꯎꯕ ꯄꯥꯡꯊꯣꯛꯇꯨꯅ ꯄꯣꯠꯂꯝꯁꯤꯡ ꯑꯗꯨ ꯎꯠꯈꯤꯕꯅꯤ꯫ ꯕꯥꯔꯁꯦꯂꯣꯅꯥ ꯃꯦꯗ꯭ꯔꯤꯗ ꯁꯦꯟꯇꯤꯌꯥꯒꯣ ꯁꯦꯟ ꯐ꯭ꯔꯥꯟꯁꯤꯁꯀꯣ ꯀꯥꯂꯤꯐꯣꯔꯅꯤꯌꯥ ꯑꯦꯇꯂꯥꯟꯇꯥ ꯋꯥꯁꯤꯡꯇꯟ ꯗꯤ ꯁꯤ ꯇꯣꯔꯣꯟꯇꯣ ꯁ꯭ꯋꯤꯗꯦꯟ ꯅ꯭ꯌꯨ ꯁꯥꯎꯊ ꯋꯦꯜꯁ ꯃꯣꯟꯇ꯭ꯔꯤꯌꯜ ꯅ꯭ꯌꯨ ꯗꯤꯜꯂꯤ ꯃꯨꯝꯕꯥꯏ ꯁꯂꯥꯔꯖꯪ ꯑꯃꯗꯤ ꯀꯣꯜꯀꯇꯥꯅꯆꯤꯡꯕ ꯃꯐꯝꯁꯤꯡꯗꯁꯨ ꯑꯦꯛꯁꯤꯕꯤꯁꯟ ꯄꯥꯡꯊꯣꯛꯇꯨꯅ ꯄꯣꯠꯂꯝꯁꯤꯡ ꯑꯗꯨ ꯎꯠꯈꯤ꯫